ꯄꯨꯋꯥꯔꯤꯒꯤ ꯑꯣꯏꯕ ꯁꯛꯇꯥꯛ ꯃꯦꯁꯤꯗꯣꯅꯤꯌꯥꯒ ꯁꯥꯡꯂꯕ ꯂꯥꯟ ꯄꯔꯦꯡ ꯑꯃꯒꯤ ꯃꯇꯨꯡꯗ ꯔꯣꯃꯥꯟ ꯂꯥꯟꯃꯤꯁꯤꯡꯅ ꯒ꯭ꯔꯤꯛ ꯄꯦꯅꯤꯟꯁꯨꯂꯥꯕꯨ ꯈꯨꯗꯨꯝ ꯆꯟꯈꯤ, ꯑꯃꯁꯨꯡ ꯃꯁꯤꯒꯤ ꯃꯍꯩ ꯑꯣꯏꯅ ꯍꯦꯂꯦꯅꯤꯛ ꯅꯥꯠ ꯀꯂꯥ, ꯁꯥꯍꯤꯇ꯭ꯌ ꯥ ꯑꯃꯁꯨꯡ ꯐꯤꯂꯣꯁꯣꯐꯤꯅ ꯔꯣꯃꯥꯟꯒꯤ ꯄꯨꯟꯁꯤ ꯑꯌꯥꯝꯕꯗ ꯆꯪꯁꯤꯜꯂꯛꯈꯤ꯫ ꯃꯁꯤꯒꯤ ꯆꯪꯁꯤꯜꯂꯛꯄ ꯑꯁꯤꯗ ꯔꯣꯃꯥꯟ ꯂꯥꯏꯅꯤꯡ ꯌꯥꯎꯈꯤ꯫ ꯃꯈꯣꯏꯒꯤ ꯃꯤꯡꯁꯤꯡ ꯍꯣꯡꯗꯣꯛꯈꯤꯗ꯭ꯔꯕꯁꯨ, ꯔꯣꯃꯥꯟꯒꯤ ꯂꯥꯏꯁꯤꯡ ꯑꯁꯤ ꯃꯈꯣꯏꯒꯤ ꯒ꯭ꯔꯤꯛ ꯃꯥꯟꯅꯕꯁꯤꯡꯒ ꯍꯦꯟꯅ ꯅꯛꯅꯕ ꯃꯔꯤ ꯂꯩꯅꯕ ꯍꯧꯔꯛꯈꯤ꯫ ꯚꯤꯅꯁ ꯑꯁꯤ ꯑꯦꯐ꯭ꯔꯣꯗꯥꯏꯠꯒꯨꯝꯅ ꯍꯦꯟꯅ ꯑꯣꯏꯔꯛꯈꯤ, ꯄ꯭ꯂꯨꯇꯣꯅ ꯍꯦꯗꯤꯁ ꯑꯣꯏꯔꯛꯈꯤ, ꯅꯦꯞꯇꯨꯟꯅ ꯄꯣꯁꯥꯏꯗꯟ ꯑꯣꯏꯔꯛꯈꯤ, ꯑꯃꯁꯨꯡ ꯑꯔꯣꯏꯕꯗ, ꯖꯨꯄꯤꯇꯔꯅ ꯖꯤꯎꯁ ꯑꯣꯏꯔꯛꯈꯤ꯫ ꯔꯣꯃꯥꯟꯒꯤ ꯊꯥꯏꯅꯒꯤ ꯑꯔꯤꯕ ꯋꯥꯔꯤꯁꯤꯡ ꯑꯁꯤ ꯇꯞꯅ-ꯇꯞꯅ ꯃꯋꯣꯡ-ꯃꯇꯧ ꯀꯥꯏꯔꯛꯈꯤ, ꯑꯃꯁꯨꯡ ꯔꯣꯃꯥꯟꯒꯤ ꯂꯥꯏ ꯀꯌꯥꯅ ꯃꯈꯣꯏꯒꯤ ꯃꯁꯥꯒꯤ ꯃꯁꯛ ꯑꯗꯨ ꯃꯥꯡꯕ ꯍꯧꯔꯛꯈꯤ꯫ ꯑꯗꯨꯝ ꯑꯣꯏꯅꯃꯛ, ꯀꯅꯥꯒꯨꯝꯕ ꯑꯃꯅ ꯑꯊꯨꯕ ꯃꯇꯝꯗ ꯔꯣꯃꯥꯟꯁꯤꯡꯒꯤ ꯂꯥꯏꯁꯤꯡ ꯑꯁꯤ ꯒ꯭ꯔꯤꯛꯁꯤꯡ ꯂꯥꯛꯇ꯭ꯔꯤꯉꯩꯒꯤ ꯃꯇꯝ ꯀꯌꯥꯒꯤ ꯃꯃꯥꯡꯗ, ꯃꯈꯣꯏꯒꯤ ꯇꯣꯞ-ꯇꯣꯞꯄ ꯃꯁꯛ ꯑꯗꯨ ꯃꯥꯡꯗ꯭ꯔꯤꯉꯩ ꯃꯃꯥꯡꯗ ꯂꯩꯔꯝꯃꯤ ꯍꯥꯏꯕꯁꯤ ꯀꯥꯎꯊꯣꯛꯏ꯫ ꯑꯃꯁꯨꯡ ꯃꯁꯤꯒꯤ ꯃꯥꯡꯈꯤꯕ ꯑꯁꯤ ꯖꯨꯄꯤꯇꯔꯒꯤ ꯂꯣꯏꯅꯕꯤ ꯑꯃꯁꯨꯡ ꯃꯆꯦ ꯖꯨꯅꯣꯒ ꯂꯣꯏꯅꯅ ꯈ꯭ꯋꯥꯏꯗꯒꯤ ꯐꯖꯅ ꯎꯕ ꯐꯪꯒꯅꯤ꯫ꯍꯤꯔꯝ ꯈꯨꯗꯤꯡꯃꯛꯇ, ꯖꯨꯅꯣ ꯑꯁꯤ ꯃꯁꯥꯒꯤ ꯑꯣꯏꯕ ꯃꯑꯣꯡꯗ ꯂꯥꯏꯔꯦꯝꯕꯤ ꯑꯃ ꯑꯣꯏꯔꯝꯃꯤ꯫ ꯍꯧꯔꯛꯐꯝ ꯑꯃꯁꯨꯡ ꯊꯧꯗꯣꯛꯁꯤꯡ ꯃꯍꯥꯛꯀꯤ ꯆꯞ ꯆꯥꯕ ꯍꯧꯔꯛꯐꯝ ꯑꯁꯤ ꯈꯪꯗ꯭ꯔꯕꯁꯨ, ꯖꯨꯅꯣ ꯑꯁꯤ ꯔꯣꯃꯥꯟꯒꯤ ꯂꯥꯏꯁꯤꯡꯒꯤ ꯃꯅꯨꯡꯗ ꯈ꯭ꯋꯥꯏꯗꯒꯤ ꯑꯔꯤꯕ ꯑꯃꯅꯤ, ꯍꯥꯏꯕꯗꯤ ꯑꯁꯦꯡꯕ ꯂꯥꯏ ꯑꯍꯨꯝꯒꯤ ꯃꯅꯨꯡꯗ ꯑꯃꯅꯤ ꯖꯨꯄꯤꯇꯔ, ꯖꯨꯅꯣ ꯑꯃꯁꯨꯡ ꯃꯤꯅꯔꯚꯥ ꯫ ꯏꯁꯇ꯭ꯔꯨꯀꯥꯟ ꯇ꯭ꯔꯤꯅꯤꯇꯤꯛ ꯌꯥꯝꯅ ꯅꯛꯅ ꯃꯔꯤ ꯂꯩꯅꯔꯝꯕ ꯑꯍꯨꯝ: ꯇꯤꯅꯤ, ꯌꯨꯅꯥ, ꯑꯃꯁꯨꯡ ꯃꯦꯅꯨꯔꯥꯠ ꯏꯀꯥꯏ ꯈꯨꯝꯅꯕ ꯎꯠꯅꯕ ꯏꯁꯇ꯭ꯔꯨꯀꯥꯟ ꯂꯨꯁꯤꯁ ꯇꯥꯔꯀ꯭ꯋꯤꯟꯁ ꯄ꯭ꯔꯤꯛꯁꯅ ꯑꯆꯧꯕ ꯂꯥꯏꯁꯪ ꯑꯃ ꯁꯥꯈꯤ꯫ ꯑꯔꯤꯕ ꯑꯏꯕ ꯈꯔꯅ ꯍꯥꯏꯔꯤ ꯃꯗꯨꯗꯤ ꯖꯨꯅꯣꯅ ꯈ꯭ꯔꯤꯁꯇꯥꯒꯤ ꯃꯃꯥꯡꯒꯤ ꯃꯉꯥꯁꯨꯕ ꯆꯍꯤꯆꯥꯗ ꯔꯣꯝꯒꯤ ꯑꯋꯥꯡ ꯊꯪꯕ ꯁꯔꯨꯛꯇ ꯂꯩꯕ ꯚꯦꯏꯒꯤ ꯏꯁꯇ꯭ꯔꯨꯀꯥꯟ ꯁꯍꯔꯗꯒꯤ ꯔꯣꯝꯗ ꯖꯨꯅꯣ ꯔꯦꯖꯤꯅꯥ ꯍꯥꯏꯅ ꯂꯥꯛꯈꯤ, ꯃꯁꯤꯒꯤ ꯋꯥꯍꯟꯊꯣꯛꯇꯤ ꯃꯍꯥꯔꯥꯅꯤ ꯍꯥꯏꯕ ꯋꯥꯍꯩ ꯑꯃꯅꯤ꯫ ꯃꯍꯥꯛꯅ ꯑꯦꯚꯦꯟꯇꯥꯏꯟ ꯍꯤꯜꯗ ꯂꯥꯏꯁꯪ ꯑꯃ ꯐꯪꯈꯤ ꯑꯃꯁꯨꯡ ꯂꯩꯕꯥꯛ ꯑꯁꯤꯒꯤ ꯉꯥꯛꯁꯦꯜꯂꯤꯕ, ꯁꯤꯚꯤꯛ ꯂꯥꯏ ꯑꯃ ꯑꯣꯏꯅ ꯊꯕꯛ ꯇꯧꯈꯤ꯫ ꯑꯇꯣꯞꯄ ꯃꯁꯛ ꯇꯥꯛꯄꯁꯤꯡꯒꯤ ꯃꯅꯨꯡꯗ, ꯃꯍꯥꯛꯄꯨ ꯔꯣꯝꯒꯤ ꯈꯥ-ꯅꯣꯡꯄꯣꯛ ꯊꯪꯕ ꯂꯦꯇꯤꯌꯝꯗ ꯂꯩꯕ ꯁꯍꯔ ꯑꯃ ꯑꯣꯏꯔꯤꯕ ꯂꯥꯅꯨꯚꯤꯌꯝꯒꯤ ꯃꯔꯨꯑꯣꯏꯕ ꯂꯥꯏ ꯖꯨꯅꯣ ꯁꯣꯁꯄ꯭ꯔꯤꯇꯥ ꯍꯥꯏꯅ ꯀꯌꯥ ꯑꯃꯅ ꯈꯪꯅꯔꯝꯃꯤ꯫ ꯃꯍꯥꯛ ꯐꯥꯖꯤꯟꯗꯨꯅ ꯊꯝꯂꯤꯕ ꯃꯤꯑꯣꯏ ꯑꯃꯒꯤ ꯉꯥꯛꯄꯤ-ꯁꯦꯟꯕꯤꯕ ꯃꯤꯑꯣꯏ ꯑꯃ ꯑꯣꯏꯔꯝꯃꯤ, ꯑꯌꯥꯝꯕꯅ ꯁꯟꯒꯤ ꯎꯟꯁꯥ ꯑꯃ ꯁꯦꯠꯇꯨꯅ, ꯇꯥ ꯑꯃꯁꯨꯡ ꯉꯥꯛꯊꯣꯛꯅꯕ ꯑꯃ ꯄꯨꯗꯨꯅ ꯎꯠꯂꯤ꯫ ꯃꯍꯥꯛ ꯖꯨꯅꯣ ꯂꯨꯁꯤꯅꯥꯅꯤ, ꯃꯁꯤꯒꯤ ꯋꯥꯍꯩ ꯑꯁꯤꯅ ꯃꯉꯥꯜ ꯍꯥꯏꯕꯅꯤ, ꯑꯉꯥꯡ ꯄꯣꯛꯄꯒꯤ ꯂꯥꯏꯔꯦꯝꯕꯤꯅꯤ꯫ ꯕꯦꯜꯠ ꯑꯃ ꯂꯩꯕꯅ ꯅꯨꯄꯤ ꯑꯗꯨꯒꯤ ꯑꯉꯥꯡ ꯄꯣꯛꯄꯗ ꯑꯀꯥꯏꯕ ꯄꯤꯕ ꯌꯥꯕꯅ ꯃꯔꯝ ꯑꯣꯏꯗꯨꯅ ꯃꯍꯥꯛꯀꯤ ꯂꯣꯏꯁꯪꯗ ꯂꯨꯍꯣꯡꯕ ꯄꯨꯝꯅꯃꯛ ꯍꯥꯡꯗꯣꯛꯇ꯭ꯔꯕꯗꯤ ꯀꯠꯊꯣꯛꯄ ꯑꯃꯠꯇ ꯇꯧꯕ ꯉꯝꯈꯤꯗꯦ꯫ ꯑꯔꯣꯏꯕꯗ, ꯃꯍꯥꯛ ꯔꯣꯝꯗ ꯇꯣꯞ-ꯇꯣꯞꯄ ꯃꯤꯑꯣꯏ ꯑꯃ ꯑꯣꯏꯔꯝꯕ ꯊꯥꯒꯤ ꯂꯥꯏꯔꯦꯝꯕꯤ ꯖꯨꯅꯣ ꯃꯣꯅꯦꯇꯥꯅꯤ꯫ ꯃꯍꯥꯛꯄꯨ ꯈꯪꯅꯔꯝꯕ ꯃꯤꯡ ꯑꯃꯍꯦꯛꯇꯗ ꯖꯨꯅꯣꯅ ꯅꯨꯄꯤ ꯑꯃꯒꯤ ꯄꯨꯟꯁꯤꯒꯤ ꯍꯤꯔꯝ ꯈꯨꯗꯤꯡꯃꯛ ꯂꯨꯆꯤꯡꯈꯤ꯫ ꯃꯍꯥꯛ ꯑꯥꯏꯟꯒꯤ ꯃꯇꯨꯡ ꯏꯟꯅ ꯂꯨꯍꯣꯡꯂꯕ ꯅꯨꯄꯤꯁꯤꯡꯒꯤ ꯉꯥꯛꯄꯤ-ꯁꯦꯟꯕꯤꯕ ꯑꯣꯏꯈꯤ꯫ ꯑꯇꯣꯞꯄꯁꯤꯡꯗ ꯃꯍꯥꯛ ꯃꯤꯌꯥꯝꯕꯨ ꯅꯤꯡꯁꯤꯡꯍꯟꯈꯤꯕ ꯂꯥꯏꯔꯦꯝꯕꯤꯅꯤ, ꯃꯤꯌꯥꯝꯕꯨ ꯆꯦꯛꯁꯤꯟꯍꯟꯈꯤꯕ ꯂꯥꯏꯔꯦꯝꯕꯤꯅꯤ꯫ ꯃꯍꯥꯛꯀꯤ ꯁꯦꯡꯂꯕ ꯒꯤꯖꯁꯤꯡ ꯑꯗꯨ ꯀꯦꯄꯤꯇꯣꯂꯤꯟꯗ ꯊꯝꯈꯤ ꯑꯃꯁꯨꯡ ꯈ꯭ꯔꯤꯁꯇꯒꯤ ꯃꯃꯥꯡ ꯆꯍꯨꯝ ꯃꯧꯗ꯭ꯔꯥꯗ ꯂꯥꯟꯗꯥꯔꯛꯂꯤꯕ ꯒꯧꯜꯁꯤꯡꯅ ꯔꯣꯝ ꯂꯧꯁꯤꯟꯅꯕ ꯍꯣꯠꯅꯈꯤꯕ ꯃꯇꯝꯗ ꯃꯈꯣꯏꯅ ꯃꯦꯟꯂꯤꯌꯁ ꯀꯦꯄꯤꯇꯣꯂꯤꯅꯁꯀꯤ ꯂꯨꯆꯤꯡ ꯃꯈꯥꯗ ꯔꯣꯃꯥꯟ ꯂꯥꯟꯃꯤꯁꯤꯡꯗ ꯆꯦꯛꯁꯤꯟꯋꯥ ꯄꯤꯈꯤ ꯍꯥꯏꯅ ꯊꯥꯏꯅꯒꯤ ꯋꯥꯔꯤ ꯑꯃꯗ ꯍꯥꯏꯔꯤ꯫ ꯑꯔꯣꯏꯕꯗ, ꯃꯍꯥꯛꯅ ꯃꯍꯥꯛꯀꯤ ꯃꯍꯨꯠꯇ ꯁꯦꯟꯆꯨꯔꯤ ꯀꯌꯥ ꯑꯃ ꯁꯥꯒꯅꯤ꯫ ꯑꯗꯨꯝ ꯑꯣꯏꯅꯃꯛ, ꯃꯍꯥꯛꯀꯤ ꯃꯔꯨꯑꯣꯏꯕ ꯂꯥꯏꯁꯪ ꯅꯠꯇ꯭ꯔꯒ ꯂꯥꯟꯕꯟ ꯑꯁꯤ ꯀꯦꯄꯤꯇꯣꯂꯤꯟ ꯍꯤꯜꯒꯤ ꯑꯋꯥꯡ ꯊꯪꯕ ꯁꯔꯨꯛ ꯑꯣꯏꯔꯤꯕ ꯑꯥꯔꯛꯁꯇ ꯁꯥꯈꯤꯕꯅꯤ꯫ ꯃꯁꯤꯒꯤ ꯁꯦꯟꯆꯨꯔꯤ ꯑꯁꯤ ꯔꯣꯃꯥꯟ ꯃꯤꯟꯠꯀꯤ ꯃꯅꯥꯛꯇ ꯂꯩꯔꯝꯃꯤ; ꯁꯦꯜ ꯍꯥꯏꯕ ꯋꯥꯍꯩ ꯑꯁꯤ ꯃꯍꯥꯛꯀꯤ ꯃꯃꯤꯡ ꯃꯣꯅꯦꯇꯥꯗꯒꯤ ꯂꯥꯛꯄꯅꯤ꯫ ꯃꯦꯇ꯭ꯔꯣꯅꯥꯂꯤꯌꯥ ꯂꯥꯏ ꯅꯠꯇ꯭ꯔꯒ ꯂꯥꯏꯔꯦꯝꯕꯤ ꯀꯌꯥꯒꯨꯝꯅ, ꯃꯍꯥꯛꯅ ꯃꯥꯔꯆ ꯑꯃꯗ ꯃꯦꯇ꯭ꯔꯣꯅꯥꯂꯤꯌꯥ ꯀꯧꯕ ꯃꯁꯥꯒꯤ ꯑꯣꯏꯕ ꯀꯨꯝꯍꯩ ꯄꯥꯡꯊꯣꯛꯈꯤ, ꯃꯁꯤ ꯅꯧꯅ ꯁꯦꯝꯒꯠꯄꯒꯤ ꯑꯃꯁꯨꯡ ꯃꯍꯧꯁꯥꯕꯨ ꯍꯧꯒꯠꯍꯟꯕꯒꯤ ꯃꯇꯝ ꯑꯣꯏꯈꯤ꯫